ꯃꯥꯏ ꯄꯥꯛꯂꯕꯥ ꯀꯝꯄꯦꯅꯤ ꯑꯃꯒꯤ ꯈ꯭ꯋꯥꯏꯗꯒꯤ ꯃꯔꯨꯑꯣꯏꯕꯥ ꯃꯆꯥꯛꯁꯤꯡ ꯑꯗꯨ ꯀꯔꯤꯅꯣ? ꯃꯥꯏ ꯄꯥꯛꯂꯕꯥ ꯀꯝꯄꯦꯅꯤ ꯑꯃꯒꯤ ꯈ꯭ꯋꯥꯏꯗꯒꯤ ꯃꯔꯨꯑꯣꯏꯕꯥ ꯃꯆꯥꯛꯁꯤꯡ ꯑꯁꯤ ꯏꯟꯗꯁꯇ꯭ꯔꯤ ꯑꯃꯁꯨꯡ ꯑꯀꯛꯅꯕꯥ ꯕꯤꯖꯤꯅꯦꯁ ꯃꯣꯗꯦꯜꯒꯤ ꯃꯇꯨꯡ ꯏꯟꯅꯥ ꯈꯦꯠꯅꯕꯥ ꯌꯥꯏ, ꯑꯗꯨꯕꯨ ꯇꯣꯉꯥꯟ ꯇꯣꯉꯥꯟꯕꯥ ꯏꯟꯗꯁꯇ꯭ꯔꯤꯁꯤꯡꯒꯤ ꯃꯔꯛꯇꯥ ꯃꯥꯏ ꯄꯥꯛꯄꯗꯥ ꯂꯦꯞꯇꯅꯥ ꯃꯇꯦꯡ ꯄꯥꯡꯂꯤꯕꯥ ꯃꯔꯨꯑꯣꯏꯕꯥ ꯀꯝꯄꯣꯅꯦꯟꯇ ꯈꯔꯗꯤ ꯃꯈꯥꯗꯥ ꯄꯤꯔꯤ: ꯑꯍꯥꯟꯕꯗ ꯑꯆꯦꯠꯄꯥ ꯂꯨꯆꯤꯡꯕꯥ,ꯏꯊꯤꯜ ꯄꯤꯕꯥ ꯉꯝꯕꯥ, ꯂꯝꯖꯤꯡꯕꯤꯕꯥ ꯉꯝꯕꯥ ꯃꯤꯠꯌꯦꯡ ꯊꯝꯕꯥ ꯂꯨꯆꯤꯡꯕꯁꯤꯡ ꯂꯩꯕꯥ ꯑꯁꯤ ꯌꯥꯝꯅꯥ ꯃꯔꯨꯑꯣꯏ꯫ꯑꯃꯁꯨꯡ ꯀꯝꯄꯦꯅꯤꯒꯤ ꯄꯥꯟꯗꯝꯁꯤꯡ ꯐꯪꯅꯕꯒꯤ ꯃꯥꯏꯀꯩꯗꯥ ꯏꯝꯄ꯭ꯂꯣꯏꯌꯤꯁꯤꯡꯕꯨ ꯄꯨꯛꯅꯤꯡ ꯊꯧꯒꯠꯄꯤꯒꯗꯕꯅꯤ꯫ ꯑꯅꯤꯁꯨꯕꯗꯥ ꯃꯌꯦꯛ ꯁꯦꯡꯕꯥ ꯏꯁꯇ꯭ꯔ꯭ꯦꯇꯦꯖꯤꯁꯤꯡ ꯃꯥꯏ ꯄꯥꯛꯂꯕꯥ ꯀꯝꯄꯦꯅꯤ ꯑꯃꯅꯥ ꯒ꯭ꯔꯣꯠ ꯊꯧꯒꯠꯅꯕꯥ ꯑꯃꯁꯨꯡ ꯀꯝꯄꯤꯇꯤꯇꯤꯞ ꯑꯣꯏꯅꯥ ꯂꯩꯅꯕꯥ ꯃꯌꯦꯛ ꯁꯦꯡꯕꯥ ꯑꯃꯁꯨꯡ ꯌꯥꯝꯅꯥ ꯀꯨꯞꯅꯥ ꯁꯦꯝꯂꯕꯥ ꯕꯤꯖꯤꯅꯦꯁ ꯏꯁꯇ꯭ꯔꯦꯇꯦꯖꯤ ꯑꯃꯥ ꯂꯩꯕꯥ ꯃꯊꯧ ꯇꯥꯏ꯫ ꯀꯝꯄꯦꯅꯤ ꯑꯃꯒꯤ ꯃꯇꯝ ꯁꯥꯡꯅꯥ ꯃꯥꯏ ꯄꯥꯛꯅꯕꯥ ꯀꯁꯇꯃꯔꯁꯤꯡꯒꯤ ꯃꯊꯧ ꯇꯥꯕꯁꯤꯡ ꯑꯗꯨ ꯈꯪꯕꯥ ꯑꯃꯁꯨꯡ ꯐꯪꯍꯟꯕꯥ ꯑꯁꯤ ꯌꯥꯝꯅꯥ ꯃꯔꯨꯑꯣꯏ꯫ ꯀꯝꯄꯦꯅꯤ ꯑꯃꯒꯤ ꯁꯁ꯭ꯇꯦꯅꯦꯕꯤꯂꯤꯇꯤꯒꯤꯗꯃꯛꯇꯥ ꯕꯖꯦꯠ ꯁꯦꯝꯕꯥ, ꯆꯥꯗꯤꯡ ꯇ꯭ꯔꯦꯛ ꯇꯧꯕꯥꯑꯃꯁꯨꯡ ꯄ꯭ꯔꯣꯐꯤꯠ ꯃꯦꯛꯁꯤꯃꯥꯏꯖ ꯇꯧꯕꯥ ꯌꯥꯎꯅꯥ ꯏꯐꯦꯛꯇꯤꯞ ꯐꯥꯏꯅꯥꯟꯁꯤꯑꯦꯜ ꯃꯦꯅꯦꯖꯃꯦꯟꯇ ꯑꯁꯤ ꯌꯥꯝꯅꯥ ꯃꯔꯨꯑꯣꯏ꯫ ꯃꯥꯏꯄꯥꯛꯂꯕꯥ ꯀꯝꯄꯅꯤ ꯑꯃꯅꯥ ꯃꯈꯣꯏꯒꯤ ꯏꯝꯄ꯭ꯂꯣꯏꯌꯤꯁꯤꯡꯕꯨ ꯚꯦꯜꯌꯨ ꯇꯧꯏ ꯑꯃꯁꯨꯡ ꯑꯦꯡꯒꯦꯖ ꯇꯧꯏ, ꯃꯁꯤꯅꯥ ꯄꯣꯖꯤꯇꯤꯞ ꯑꯣꯏꯕꯥ ꯋꯥꯔꯛ ꯀꯜꯆꯔ ꯑꯃꯥ ꯌꯣꯛꯈꯠꯂꯤ꯫ ꯒ꯭ꯔꯣꯠ ꯑꯃꯁꯨꯡ ꯗꯤꯚꯦꯂꯞꯃꯦꯟꯇꯒꯤ ꯈꯨꯗꯣꯡꯆꯥꯕꯁꯤꯡ ꯄꯤꯔꯤ꯫ ꯂꯦꯞꯇꯅꯥ ꯑꯅꯧꯕꯥ ꯄꯨꯊꯣꯛꯄꯥ ꯑꯃꯁꯨꯡ ꯍꯣꯡꯂꯛꯂꯤꯕꯥ ꯀꯩꯊꯦꯜꯁꯤꯡ ꯑꯃꯁꯨꯡ ꯀꯁꯇꯃꯔꯁꯤꯡꯒꯤ ꯃꯊꯧ ꯇꯥꯕꯁꯤꯡꯒꯥ ꯆꯨꯁꯤꯟꯅꯔꯤꯕꯥ ꯀꯝꯄꯦꯅꯤꯁꯤꯡꯅꯥ ꯃꯇꯝ ꯁꯥꯡꯅꯥ ꯃꯥꯏ ꯄꯥꯛꯄꯥ ꯍꯦꯟꯅꯤ꯫ ꯄ꯭ꯔꯣꯁꯦꯁꯁꯤꯡ ꯏꯁꯇ꯭ꯔꯤꯝꯂꯥꯏꯟ ꯇꯧꯕꯥ ꯑꯃꯁꯨꯡ ꯏꯐꯤꯁꯤꯌꯦꯟꯇ ꯑꯣꯏꯅꯥ ꯑꯣꯄ꯭ꯔꯦꯠ ꯇꯧꯕꯥ ꯉꯝꯕꯅꯥ ꯀꯝꯄꯦꯅꯤ ꯑꯃꯒꯤ ꯕꯣꯠꯇꯝ ꯂꯥꯏꯟꯗꯥ ꯑꯆꯧꯕꯥ ꯁꯥꯐꯨ ꯑꯃꯥ ꯄꯤꯕꯥ ꯉꯝꯒꯅꯤ꯫ ꯁꯣꯁꯤꯑꯦꯜ ꯑꯃꯁꯨꯡ ꯑꯦꯟꯚꯥꯏꯔꯟꯃꯦꯟꯇꯀꯤ ꯔꯦꯁꯄꯣꯟꯁꯤꯕꯤꯂꯤꯇꯤ ꯌꯥꯎꯅꯥ ꯑꯆꯦꯠꯄꯥ ꯏꯊꯤꯀꯦꯜ ꯄ꯭ꯔꯦꯛꯇꯤꯁꯁꯤꯡ ꯂꯩꯕꯥ ꯀꯝꯄꯦꯅꯤꯁꯤꯡꯅꯥ ꯀꯁꯇꯃꯔꯁꯤꯡ, ꯏꯝꯄ꯭ꯂꯣꯌꯤꯁꯤꯡ, ꯑꯃꯁꯨꯡ ꯁꯦꯌꯔ ꯍꯣꯜꯗꯔꯁꯤꯡꯒꯥ ꯍꯦꯟꯅꯥ ꯀꯟꯈꯠꯄꯥ ꯃꯔꯤ ꯁꯦꯝꯒꯠꯅꯕꯥ ꯍꯣꯠꯅꯩ ꯑꯃꯁꯨꯡ ꯃꯈꯣꯏꯒꯤ ꯃꯤꯡꯆꯠ ꯑꯃꯁꯨꯡ ꯕ꯭ꯔꯥꯟꯗꯗꯥ ꯑꯐꯕꯥ ꯏꯝꯄꯦꯛꯇ ꯑꯃꯥ ꯄꯤꯔꯤ꯫ ꯏꯐꯦꯛꯇꯤꯕ ꯃꯥꯔꯀꯦꯇꯤꯡ ꯑꯃꯁꯨꯡ ꯕ꯭ꯔꯥꯟꯗꯤꯡꯒꯤ ꯍꯣꯠꯅꯕꯅꯥ ꯀꯁꯇꯃꯔꯁꯤꯡꯒꯥ ꯁꯝꯅꯍꯟꯕꯗꯥ, ꯕ꯭ꯔꯥꯟꯗ ꯑꯦꯋꯦꯌꯔꯅꯦꯁ ꯁꯦꯝꯒꯠꯄꯗꯥ ꯑꯃꯁꯨꯡ ꯌꯣꯟꯕꯥ ꯍꯦꯟꯒꯠꯍꯟꯅꯕꯗꯥ ꯃꯇꯦꯡ ꯄꯥꯡꯏ꯫ ꯑꯐꯕꯥ ꯀꯁꯇ꯭ꯃꯔ ꯁꯔꯕꯤꯁ ꯄꯤꯕꯅꯥ ꯀꯝꯄꯦꯅꯤꯁꯤꯡꯗꯥ ꯀꯁꯇꯃꯔꯁꯤꯡ ꯊꯝꯕꯗꯥ, ꯂꯣꯏꯅꯕꯤ ꯁꯦꯝꯒꯠꯄꯗꯥ ꯑꯃꯁꯨꯡ ꯄꯣꯖꯤꯇꯤꯞ ꯑꯣꯏꯕꯥ ꯋꯥꯍꯩ-ꯋꯥꯇꯥ ꯔꯤꯐꯔꯦꯜꯁꯤꯡ ꯁꯦꯝꯒꯠꯄꯗꯥ ꯃꯇꯦꯡ ꯄꯥꯡꯒꯅꯤ꯫